ꯃꯈꯥꯗ ꯔꯤꯁꯥꯏꯀꯜ ꯇꯧꯕꯥ ꯑꯁꯤ ꯃꯔꯨꯑꯣꯏꯕꯒꯤ ꯃꯔꯝ ꯑꯍꯨꯝ ꯄꯤꯔꯤ - ꯃꯍꯧꯁꯥꯒꯤ ꯔꯤꯁꯣꯔꯁꯁꯤꯡ ꯉꯥꯛ-ꯁꯦꯅꯕ - ꯔꯤꯁꯥꯏꯀꯜ ꯇꯧꯕꯅ ꯂꯧꯎ-ꯁꯤꯡꯎ, ꯃꯤꯅꯔꯦꯜꯁꯤꯡ, ꯑꯃꯁꯨꯡ ꯏꯁꯤꯡꯒꯨꯝꯕ ꯃꯍꯧꯁꯥꯒꯤ ꯔꯤꯁꯣꯔꯁꯁꯤꯡ ꯉꯥꯛꯇꯨꯅ ꯊꯝꯕꯗ ꯃꯇꯦꯡ ꯄꯥꯡꯏ, ꯃꯈꯣꯏ ꯑꯁꯤ ꯇꯨꯡ ꯀꯣꯏꯅ ꯆꯠꯀꯗꯕ ꯃꯑꯣꯡꯗ ꯁꯤꯖꯤꯟꯅꯕ ꯌꯥꯍꯜꯂꯤ꯫ ꯃꯁꯤꯅ ꯇꯥꯛꯄꯗꯤ ꯇꯨꯡꯒꯤ ꯃꯤꯔꯣꯜꯒꯤꯗꯃꯛ ꯃꯔꯨꯑꯣꯏꯕ ꯔꯤꯁꯣꯔꯁꯁꯤꯡ ꯐꯪꯂꯦ ꯍꯥꯏꯕꯅꯤ꯫ ꯀꯥꯔꯕꯣꯟ ꯐꯨꯠꯄ꯭ꯔꯤꯟꯇ ꯍꯟꯊꯍꯟꯕ - ꯔꯤꯁꯥꯏꯀꯜ ꯇꯧꯕꯅ ꯀ꯭ꯂꯥꯏꯃꯦꯠ ꯆꯦꯟꯖꯗ ꯃꯇꯦꯡ ꯄꯥꯡꯂꯤꯕ ꯒ꯭ꯔꯤꯟꯍꯥꯎꯁ ꯒ꯭ꯌꯥꯁ ꯏꯃꯤꯁꯟ ꯍꯟꯊꯍꯟꯕꯗ ꯃꯇꯦꯡ ꯄꯥꯡꯏ꯫ ꯔꯤꯁꯥꯏꯀꯜ ꯇꯧꯔꯕ ꯃꯆꯥꯛꯁꯤꯡꯗꯒꯤ ꯄꯣꯠꯊꯣꯛꯁꯤꯡ ꯁꯥꯕꯗ ꯚꯥꯔꯖꯤꯟ ꯃꯆꯥꯛꯁꯤꯡꯗꯒꯤ ꯄꯨꯊꯣꯛꯄꯗꯒꯤ ꯍꯦꯟꯅ ꯏꯅꯔꯖꯤ ꯌꯥꯝꯅ ꯆꯪꯗꯦ꯫ ꯒ꯭ꯂꯥꯁꯀꯤ ꯕꯣꯇꯜ ꯑꯃꯈꯛꯇꯃꯛ ꯔꯤꯁꯥꯏꯀꯜ ꯇꯧꯕꯗꯒꯤ ꯀꯥꯟꯅꯕ ꯑꯦꯅꯔꯖꯤ ꯑꯁꯤ ꯀꯝꯄ꯭ꯌꯨꯇꯔ ꯑꯃꯗ ꯃꯤꯅꯠ ꯀꯨꯟ ꯃꯉꯥꯒꯤ ꯑꯣꯏꯅ ꯄꯥꯋꯔ ꯄꯤꯕ ꯉꯝꯃꯤ꯫ ꯑꯀꯣꯏꯔꯣꯟ ꯉꯥꯛꯊꯣꯛꯄ - ꯔꯤꯁꯥꯏꯀꯜ ꯇꯧꯕꯅ ꯂꯦꯟꯗꯐꯤꯜꯁꯤꯡꯗ ꯂꯣꯏꯕ ꯑꯃꯣꯠꯄꯁꯤꯡꯒꯤ ꯆꯥꯡ ꯍꯟꯊꯍꯟꯕꯗ ꯃꯇꯦꯡ ꯄꯥꯡꯏ, ꯃꯁꯤꯅ ꯄꯣꯂꯨꯁꯟ ꯍꯟꯊꯍꯜꯂꯤ ꯑꯃꯁꯨꯡ ꯂꯩꯃꯥꯏ ꯑꯃꯁꯨꯡ ꯂꯝꯒꯤ ꯏꯁꯤꯡꯗ ꯁꯣꯛꯍꯟꯕ ꯍꯟꯊꯍꯜꯂꯤ꯫ ꯃꯁꯤꯅ ꯑꯅꯧꯕ ꯂꯦꯟꯗꯐꯤꯜꯁꯤꯡꯒꯤ ꯃꯊꯧ ꯇꯥꯕ ꯍꯟꯊꯍꯟꯕꯗꯁꯨ ꯃꯇꯦꯡ ꯄꯥꯡꯏ, ꯃꯁꯤꯅ ꯂꯝꯂꯛꯀꯤ ꯁꯥ-ꯎꯆꯦꯛꯁꯤꯡꯒꯤ ꯃꯍꯧꯁꯥꯒꯤ ꯑꯣꯏꯕ ꯃꯐꯝꯁꯤꯡ ꯉꯥꯛꯇꯨꯅ ꯊꯝꯂꯤ꯫ ꯑꯥꯏꯗꯤꯌꯥꯜ ꯀꯔꯤꯀꯨꯂꯝ ꯚꯤꯇꯦ ꯅꯥ ꯅꯀꯔꯝꯅ ꯑꯣꯏꯒꯅꯤ? ꯑꯥꯏꯗꯤꯌꯥꯜ ꯀꯔꯤꯀꯨꯂꯝ ꯚꯤꯇꯦ ꯅꯠꯇꯔꯒ ꯀꯔꯤꯀꯨꯂꯝ ꯚꯤꯇꯦ ꯔꯤꯖ꯭ꯌꯨꯃꯦ ꯍꯥꯏꯅꯁꯨ ꯈꯪꯅꯕ ꯍꯥꯏꯕꯁꯤ ꯅꯍꯥꯛꯀꯤ ꯃꯔꯤ ꯂꯩꯅꯕ ꯁ꯭ꯀꯤꯜꯁꯤꯡ ꯑꯃꯁꯨꯡ ꯑꯦꯛꯁꯄꯤꯔꯤꯑꯦꯟꯁꯀꯤ ꯊꯣꯏꯗꯣꯛꯄ ꯁꯝꯖꯤꯟꯅꯐꯝ ꯑꯃꯅꯤ ꯑꯃꯁꯨꯡ ꯃꯁꯤꯅ ꯅꯍꯥꯛꯄꯨ ꯈ꯭ꯋꯥꯏꯗꯒꯤ ꯐꯕꯥ ꯃꯑꯣꯡꯗ ꯄꯤꯔꯤ꯫ ꯑꯥꯏꯗꯤꯌꯥꯜ ꯁꯤꯚꯤ ꯑꯃꯒꯤꯗꯃꯛꯇ ꯈꯟꯅꯒꯗꯕ ꯋꯥꯐꯝ ꯈꯔꯗꯤ ꯃꯈꯥꯗ ꯄꯤꯔꯤ - ꯐꯣꯔꯃꯦꯠ ꯑꯃꯁꯨꯡ ꯂꯦꯑꯥꯎꯠ - ꯌꯥꯝꯅ ꯐꯖꯅ ꯐꯣꯔꯃꯦꯠ ꯇꯧꯔꯕ ꯑꯃꯁꯨꯡ ꯁꯦꯡꯅ ꯗꯤꯖꯥꯏꯟ ꯇꯧꯔꯕ ꯁꯤꯚꯤ ꯑꯃꯅ ꯄꯥꯕ ꯌꯥꯝꯅ ꯂꯥꯏ ꯑꯃꯁꯨꯡ ꯃꯔꯨꯑꯣꯏꯕ ꯏꯟꯐꯣꯔꯃꯦꯁꯟ ꯄꯨꯝꯅꯃꯛ ꯃꯌꯦꯛ ꯁꯦꯡꯅ ꯎꯠꯂꯤ꯫ ꯃꯤꯌꯥꯝꯅ ꯄꯥꯝꯅꯕ ꯃꯑꯣꯡ ꯈꯔꯗꯤ ꯔꯤꯚꯥꯔꯁ ꯀ꯭ꯔꯣꯅꯣꯂꯣꯖꯤꯀꯦꯜ ꯑꯃꯁꯨꯡ ꯐꯪꯛꯁ꯭ꯅꯦꯜ ꯑꯣꯏ꯫ ꯅꯍꯥꯛꯀꯤ ꯐꯣꯟꯇ ꯑꯗꯨ ꯄꯥꯕ ꯌꯥꯕ ꯑꯃꯁꯨꯡ ꯌꯥꯝꯅ ꯄꯤꯛꯄ ꯑꯣꯏꯗꯕ ꯁꯣꯏꯗꯅ ꯑꯣꯏꯍꯟꯒꯗꯕꯅꯤ, ꯑꯃꯁꯨꯡ ꯍꯦꯟꯅ ꯐꯕ ꯑꯣꯔꯒꯥꯅꯥꯏꯖ ꯇꯧꯅꯕꯒꯤꯗꯃꯛ ꯕꯨꯂꯦꯠ ꯄꯣꯏꯟꯇ ꯑꯃꯁꯨꯡ ꯋꯥꯏꯇꯦꯞ ꯁꯤꯖꯤꯟꯅꯧ꯫ ꯀꯟꯇꯦꯛꯇ ꯏꯟꯐꯣꯔꯃꯦꯁꯟ - ꯑꯁꯤ ꯃꯊꯛꯇ ꯊꯝꯃꯨ, ꯃꯁꯤꯗ ꯅꯍꯥꯛꯀꯤ ꯃꯤꯡ, ꯑꯦꯗ꯭ꯔꯦꯁ, ꯐꯣꯟ ꯅꯝꯕꯔ, ꯑꯃꯁꯨꯡ ꯏꯃꯦꯏꯜ ꯌꯥꯎꯔꯤ꯫ ꯄꯔꯁꯣꯅꯦꯜ ꯁ꯭ꯇꯦꯠꯃꯦꯟꯇ ꯅꯠꯇꯔꯒ ꯑꯣꯕꯖꯦꯛꯇꯤꯕ - ꯂꯥꯏꯟ ꯈꯔꯗ, ꯅꯍꯥꯛꯀꯤ ꯀꯦꯔꯤꯌꯔꯒꯤ ꯄꯥꯟꯗꯝꯁꯤꯡ ꯑꯃꯁꯨꯡ ꯅꯍꯥꯛꯅ ꯊꯧꯗꯥꯡ ꯑꯃꯗ ꯄꯨꯔꯛꯄ ꯚꯦꯂ꯭ꯌꯨ ꯑꯗꯨ ꯐꯣꯡꯗꯣꯛꯎ꯫ ꯊꯕꯛꯀꯤ ꯑꯦꯛꯁꯄꯤꯔꯤꯑꯦꯟꯁ - ꯅꯍꯥꯛꯀꯤ ꯃꯃꯥꯡꯒꯤ ꯄꯣꯖꯤꯁꯟꯁꯤꯡ ꯑꯗꯨ ꯔꯤꯚꯔꯁ ꯀ꯭ꯔꯣꯅꯣꯂꯣꯖꯤꯀꯦꯜ ꯑꯣꯔꯗꯔꯗ ꯂꯤꯁ꯭ꯠ ꯇꯧꯕꯤꯌꯨ, ꯃꯁꯤꯗ ꯊꯕꯛ ꯁꯨꯕꯒꯤ ꯇꯥꯡ, ꯀꯝꯄꯅꯤꯒꯤ ꯃꯃꯤꯡ, ꯃꯐꯝ, ꯑꯃꯁꯨꯡ ꯊꯕꯛꯀꯤ ꯃꯤꯡ ꯌꯥꯎꯔꯤ꯫ ꯅꯍꯥꯛꯀꯤ ꯃꯥꯏ ꯄꯥꯛꯄ ꯑꯃꯁꯨꯡ ꯐꯜꯁꯤꯡꯗ‌ ꯑꯀꯟꯕ ꯋꯥꯐꯝ ꯊꯝꯃꯨ, ꯑꯃꯁꯨꯡ ꯅꯍꯥꯛꯀꯤ ꯊꯧꯗꯥꯡꯁꯤꯡ ꯑꯗꯨ ꯐꯣꯡꯗꯣꯛꯄ ꯃꯇꯝꯗ ꯑꯀꯟꯕ ꯑꯦꯛꯁꯟ ꯕꯔꯕꯁꯤꯡ ꯁꯤꯖꯤꯟꯅꯧ꯫ ꯑꯦꯖꯨꯀꯦꯁꯟ - ꯏꯟꯁꯇꯤꯇ꯭ꯌꯨꯁꯟ ꯑꯗꯨꯒꯤ ꯃꯃꯤꯡ, ꯒ꯭ꯔꯦꯖꯨꯑꯦꯁꯟꯒꯤ ꯇꯥꯡ, ꯑꯃꯁꯨꯡ ꯐꯪꯈꯤꯕ ꯗꯤꯒ꯭ꯔꯤ ꯌꯥꯎꯅ ꯅꯍꯥꯛꯀꯤ ꯑꯦꯖꯨꯀꯦꯁꯅꯦꯜ ꯑꯦꯆꯤꯚꯃꯦꯟꯇꯁꯤꯡ ꯑꯗꯨ ꯂꯤꯁ꯭ꯠ ꯇꯧꯕꯤꯌꯨ꯫ ꯀꯔꯤꯒꯨꯝꯕ ꯃꯔꯤ ꯂꯩꯅꯕ ꯑꯣꯏꯔꯕꯗꯤ, ꯑꯦꯀꯥꯗꯦꯃꯤꯛ ꯑꯣꯅꯔ ꯅꯠꯇꯔꯒ ꯑꯦꯋꯥꯔꯗ ꯑꯃꯍꯦꯛꯇꯕꯨ ꯌꯥꯎꯍꯟꯒꯗꯕꯅꯤ꯫ ꯁ꯭ꯀꯤꯜꯁꯤꯡ - ꯃꯔꯤ ꯂꯩꯅꯕ ꯁ꯭ꯀꯤꯜ ꯑꯃꯍꯦꯛꯇꯒꯤ ꯂꯤꯁ꯭ꯠ ꯑꯃ, ꯍꯥꯏꯕꯗꯤ ꯇꯦꯛꯅꯤꯀꯦꯜ ꯁ꯭ꯀꯤꯜꯁꯤꯡ, ꯀꯝꯄ꯭ꯌꯨꯇꯔ ꯁ꯭ꯀꯤꯜꯁꯤꯡ, ꯅꯠꯇꯔꯒ ꯂꯣꯜ ꯄ꯭ꯔꯣꯐꯤꯁꯤꯑꯦꯟꯁꯤꯁꯤꯡꯅꯤ꯫ ꯑꯀꯛꯅꯕ ꯑꯣꯏꯌꯨ ꯑꯃꯁꯨꯡ ꯌꯥꯔꯤꯕꯃꯈꯩ ꯅꯍꯥꯛꯀꯤ ꯄ꯭ꯔꯣꯐꯤꯁꯤꯑꯦꯟꯁꯤꯒꯤ ꯊꯥꯛ ꯑꯗꯨ ꯌꯥꯎꯍꯟꯒꯗꯕꯅꯤ꯫ ꯔꯦꯐꯥꯔꯦꯟꯁꯁꯤꯡ -ꯀꯔꯤꯒꯨꯝꯕ ꯅꯍꯥꯛꯅ ꯁ꯭ꯄꯦꯁ ꯂꯩꯔꯕꯗꯤ, ꯔꯦꯐꯥꯔꯦꯟꯁ ꯈꯔꯥ ꯌꯥꯎꯍꯟꯕꯤꯌꯨ, ꯅꯠꯇꯔꯒ ꯔꯤꯐꯔꯦꯟꯁꯁꯤꯡ ꯑꯁꯤ ꯔꯤꯛꯕꯦꯁ꯭ꯠ ꯇꯧꯔꯕ ꯃꯇꯨꯡꯗ ꯐꯪꯒꯅꯤ ꯍꯥꯏꯅ ꯁꯨꯞꯅꯇꯒꯤ ꯍꯥꯏꯕꯤꯌꯨ꯫ ꯅꯍꯥꯛꯅ ꯑꯦꯄ꯭ꯂꯥꯏ ꯇꯧꯔꯤꯕ ꯑꯀꯛꯅꯕ ꯄꯣꯖꯤꯁꯟ ꯑꯗꯨꯗ‌ ꯅꯍꯥꯛꯀꯤ ꯑꯗꯨ ꯇꯦꯜꯂꯔ ꯇꯧꯕ ꯅꯤꯡꯁꯤꯡꯕꯤꯌꯨ, ꯑꯃꯁꯨꯡ ꯁꯕꯃꯤꯠ ꯇꯧꯗ꯭ꯔꯤꯉꯩꯗ ꯃꯇꯝ ꯄꯨꯝꯅꯃꯛꯇ ꯄ꯭ꯔꯨꯐ ꯔꯤꯗ ꯇꯧꯕꯤꯌꯨ꯫